ꯄꯨꯛꯅꯤꯡ ꯆꯤꯡꯁꯤꯟꯅꯤꯡꯉꯥꯏ ꯑꯣꯏꯕ ꯔꯤꯗꯂꯁꯤꯡꯒꯤ ꯂꯤꯁ꯭ꯠ ꯑꯃꯥ ꯁꯦꯝꯃꯨ꯫ ꯏꯗꯒꯤ ꯍꯧꯔꯛꯄꯥ, ꯏꯅꯥ ꯂꯣꯏꯕ, ꯑꯗꯨꯕꯨ ꯑꯛꯁꯔ ꯑꯃꯈꯛꯇꯃꯛ ꯌꯥꯎꯕ ꯀꯔꯤꯅꯣ? ꯑꯩꯅꯥ ꯃꯤꯠ ꯎꯗꯅꯥ ꯋꯥ ꯉꯥꯡꯉꯤ ꯑꯃꯁꯨꯡ ꯅꯥꯀꯣꯡ ꯌꯥꯎꯗꯅ ꯇꯥꯔꯤ꯫ ꯑꯩꯒꯤ ꯍꯛꯆꯥꯡ ꯂꯩꯇꯦ ꯑꯗꯨꯕꯨ ꯑꯩꯅꯥ ꯅꯨꯡꯁꯤꯠꯀꯥ ꯂꯣꯏꯅꯅꯥ ꯍꯤꯡꯉꯤ꯫ ꯑꯩ ꯀꯔꯤꯅꯣ? ꯃꯇꯝ ꯄꯨꯝꯅꯃꯛꯇꯥ ꯑꯗꯣꯝꯒꯤ ꯃꯥꯡꯗꯥ ꯂꯩꯔꯤꯕ ꯑꯗꯨꯕꯨ ꯎꯕꯥ ꯐꯪꯗꯕ ꯀꯔꯤ ꯂꯩꯔꯤꯕꯒꯦ? ꯅꯍꯥꯛꯅꯥ ꯍꯦꯟꯅ ꯂꯧꯔꯛꯄ ꯃꯇꯝꯗ ꯅꯍꯥꯛꯅꯥ ꯍꯦꯟꯅ ꯊꯥꯗꯣꯛꯏ꯫ ꯑꯩ ꯀꯔꯤꯅꯣ? ꯑꯩꯒꯤ ꯀꯤ ꯂꯩ ꯑꯗꯨꯕꯨ ꯂꯣꯛ ꯂꯩꯇꯦ꯫ ꯑꯩꯒꯤ ꯁ꯭ꯄꯦꯁ ꯂꯩ ꯑꯗꯨꯕꯨ ꯔꯨꯝ ꯂꯩꯇꯦ꯫ ꯆꯪꯕꯥ ꯌꯥꯏ, ꯑꯗꯨꯕꯨ ꯃꯄꯥꯟꯗꯥ ꯊꯣꯛꯄꯥ ꯌꯥꯗꯦ꯫ ꯑꯩ ꯀꯔꯤꯅꯣ? ꯊꯋꯥꯏ ꯌꯥꯎꯗꯕ ꯊꯝꯃꯣꯏ ꯑꯃꯗꯥ ꯀꯔꯤ ꯂꯩꯔꯤꯕꯒꯦ? ꯁꯍꯔꯁꯤꯡ ꯑꯃꯁꯨꯡ ꯂꯝꯗꯝꯁꯤꯡꯗꯥ ꯆꯠꯂꯤ ꯑꯗꯨꯕꯨ ꯀꯩꯗꯧꯉꯩꯗꯁꯨ ꯆꯠꯊꯣꯛ-ꯆꯠꯁꯤꯟ ꯇꯧꯕꯗ ꯀꯔꯤ ꯂꯩꯔꯤꯕꯒꯦ? ꯑꯩ ꯐꯤꯖꯣꯜ ꯑꯃꯥ ꯑꯣꯏꯅ ꯂꯥꯏꯕꯛ ꯐꯕꯅꯤ ꯑꯗꯨꯕꯨ ꯈ꯭ꯋꯥꯏꯗꯒꯤ ꯃꯄꯥꯡꯒꯜ ꯀꯟꯕ ꯃꯤꯑꯣꯏ ꯑꯗꯨꯅꯥ ꯑꯩꯕꯨ ꯃꯤꯅꯤꯠ ꯑꯃꯗꯒꯤ ꯍꯦꯟꯅ ꯌꯥꯝꯅ ꯊꯝꯕ ꯉꯝꯗꯦ꯫ ꯑꯩ ꯀꯔꯤꯅꯣ? ꯑꯩ ꯍꯤꯡꯂꯤꯕꯅꯤ, ꯑꯗꯨꯕꯨ ꯑꯩꯅꯥ ꯍꯦꯟꯒꯠꯂꯛꯂꯤ ꯑꯩꯒꯤ ꯂꯪꯁ ꯂꯩꯇꯦ, ꯑꯗꯨꯕꯨ ꯑꯩꯅꯥ ꯅꯨꯡꯁꯤꯠ ꯃꯊꯧ ꯇꯥꯏ ꯑꯩꯒꯤ ꯃꯤꯠ ꯎꯗꯕꯥ ꯑꯗꯨꯕꯨ ꯍꯤꯡꯅꯕꯒꯤꯗꯃꯛ ꯏꯁꯤꯡ ꯃꯊꯧ ꯇꯥꯏ꯫ ꯑꯩ ꯀꯔꯤꯅꯣ? ꯅꯍꯥꯛꯅꯥ ꯁꯤꯖꯤꯟꯅꯗ꯭ꯔꯤꯉꯩ ꯃꯃꯥꯡꯗꯥ ꯀꯔꯤ ꯊꯨꯒꯥꯏꯒꯗꯒꯦ? ꯌꯨꯅꯤꯚꯔꯁꯦꯜ ꯕꯦꯁꯤꯛ ꯏꯟꯀꯝ ꯑꯃꯒꯤ ꯋꯥꯈꯜꯂꯣꯟ ꯑꯗꯨ ꯁꯟꯗꯣꯛꯅ ꯇꯥꯛꯄꯤꯌꯨ꯫ ꯌꯨꯅꯤꯚꯔꯁꯦꯜ ꯕꯦꯁꯤꯛ ꯏꯟꯀꯝ ꯍꯥꯏꯕꯁꯤ ꯑꯍꯜ ꯑꯣꯏꯔꯕ ꯅꯥꯒꯔꯤꯛ ꯈꯨꯗꯤꯡꯃꯛꯅꯥ ꯃꯈꯣꯏꯒꯤ ꯏꯝꯄ꯭ꯂꯣꯌꯃꯦꯟꯇ ꯁ꯭ꯇꯦꯇꯁ, ꯏꯟꯀꯝꯒꯤ ꯊꯥꯛ, ꯅꯠꯇ꯭ꯔꯒ ꯑꯇꯩ ꯐꯦꯛꯇꯔꯁꯤꯡ ꯌꯦꯡꯗꯨꯅ, ꯆꯥꯡ ꯅꯥꯏꯅ ꯐꯤꯛꯁ ꯇꯧꯔꯕ ꯁꯦꯟꯐꯝ ꯑꯃꯥ ꯐꯪꯂꯤꯕ ꯁꯔꯀꯥꯔꯒꯤ ꯄꯣꯂꯤꯁꯤ ꯑꯃꯅꯤ꯫ ꯋꯥꯈꯜꯂꯣꯟ ꯑꯁꯤꯒꯤ ꯃꯤꯄꯨꯝ ꯈꯨꯗꯤꯡꯃꯛꯅꯥ ꯃꯈꯣꯏꯒꯤ ꯇꯉꯥꯏꯐꯗꯕ ꯃꯊꯧ ꯇꯥꯕꯁꯤꯡ ꯀꯣꯛꯍꯟꯅꯕ ꯑꯃꯁꯨꯡ ꯂꯥꯏꯔꯕꯥ, ꯃꯥꯟꯅꯅ ꯂꯩꯔꯤꯕ ꯑꯃꯁꯨꯡ ꯁꯦꯟꯃꯤꯠꯂꯣꯟꯒꯤ ꯑꯁꯣꯏ-ꯑꯉꯥꯝ ꯌꯥꯎꯕ ꯍꯟꯊꯍꯟꯅꯕꯥ ꯕꯦꯁꯤꯛ ꯐꯥꯏꯅꯥꯟꯁꯤꯑꯦꯜ ꯁꯦꯐꯇꯤ ꯅꯦꯠ ꯑꯃꯥ ꯄꯤꯕꯅꯤ꯫ ꯌꯨꯅꯤꯚꯔꯁꯦꯜ ꯕꯦꯁꯤꯛ ꯏꯟꯀꯝꯒꯤ ꯑꯦꯗꯣꯞꯇꯦꯔꯁꯤꯡꯅꯥ ꯍꯥꯏꯔꯤ ꯃꯗꯨꯗꯤ ꯃꯣꯗꯔꯟ ꯁꯣꯁꯥꯏꯇꯤꯁꯤꯡꯗꯥ ꯆꯥꯅꯕ, ꯂꯩꯐꯝ ꯑꯃꯁꯨꯡ ꯍꯦꯜꯀꯦꯌꯔꯒꯨꯝꯕꯥ ꯃꯔꯨꯑꯣꯏꯕꯥ ꯃꯊꯧ ꯇꯥꯕꯁꯤꯡ ꯑꯁꯤ ꯃꯤꯑꯣꯏꯕꯒꯤ ꯍꯛꯁꯤꯡ ꯑꯣꯏꯅ ꯂꯧꯒꯗꯕꯅꯤ, ꯑꯃꯁꯨꯡ ꯃꯤꯄꯨꯝ ꯈꯨꯗꯤꯡꯃꯛꯅꯥ ꯃꯈꯣꯏꯒꯤ ꯁꯦꯜ-ꯊꯨꯝꯒꯤ ꯐꯤꯚꯝ ꯌꯦꯡꯗꯅꯥ ꯃꯊꯧ ꯇꯧꯕꯁꯤꯡ ꯑꯁꯤ ꯐꯪꯍꯟꯒꯗꯕꯅꯤ꯫ ꯌꯨꯅꯤꯚꯔꯁꯦꯜ ꯕꯦꯁꯤꯛ ꯏꯟꯀꯝꯅꯥ ꯑꯣꯇꯣꯃꯦꯁꯟ ꯑꯃꯁꯨꯡ ꯊꯕꯛꯀꯤ ꯍꯣꯡꯂꯛꯂꯤꯕ ꯃꯑꯣꯡ ꯃꯇꯧ ꯑꯁꯤꯒꯤ ꯅꯦꯒꯦꯇꯤꯚ ꯏꯐꯦꯛꯇ ꯈꯔꯗꯤ ꯂꯥꯛꯁꯤꯟꯅꯕꯇ ꯅꯠꯇꯅꯥ ꯃꯤꯌꯥꯝꯗ ꯁꯦꯜ ꯍꯦꯟꯅꯥ ꯊꯥꯗꯗꯨꯅꯥ ꯁꯦꯟꯃꯤꯠꯂꯣꯟꯒꯤ ꯆꯥꯎꯈꯠꯄꯥ ꯍꯦꯟꯒꯠꯍꯟꯅꯕ ꯄꯥꯝꯕꯩ ꯑꯃꯁꯨ ꯑꯣꯏꯅ ꯂꯧꯏ꯫